ꯑꯁꯥꯝ ꯒꯤ ꯍꯣꯖꯥꯢ ꯅꯇꯨꯟ ꯕꯖꯥꯔ ꯗ ꯄꯥꯟꯊꯣꯢꯕꯤ ꯏꯔꯥꯠꯄ ꯀꯨꯝꯍꯩ ꯄꯥꯡꯊꯣꯛꯄꯗ ꯂꯥꯠꯄ ꯄꯥꯟꯊꯣꯢꯕꯤ ꯏꯃꯥ ꯒꯤ ꯃꯤꯇꯝ ꯒꯤ ꯁꯛꯇꯝ ꯅꯤ꯫ ꯃꯍꯥꯛꯁꯤ ꯇꯨꯡꯂꯝꯆꯠꯇ ꯂꯥꯢꯔꯦꯝꯕꯤ ꯑꯃ ꯑꯣꯢꯅ ꯂꯥꯠꯅꯈꯤ꯫ ꯃꯍꯥꯛꯁꯤ ꯁꯒꯣꯜ ꯊꯧꯕ ꯍꯩꯕꯤꯅꯤ ꯍꯥꯢꯅꯁꯨ ꯂꯧꯅꯩ꯫ ꯄꯥꯟꯊꯣꯢꯄꯤ ꯅꯠꯇ꯭ꯔꯒ ꯄꯥꯟꯊꯣꯢꯕꯤ ꯑꯁꯤ ꯃꯤꯇꯩ ꯀꯥꯡꯂꯨꯞꯀꯤ ꯁꯅꯥꯃꯍꯤ ꯂꯥꯏꯅꯤꯡ ꯑꯃꯗꯤ ꯃꯩꯇꯩꯒꯤ ꯃꯤ ꯂꯥꯢ ꯇꯤꯟꯒꯤ ꯋꯥꯔꯤꯒꯤ ꯁꯥ ꯂꯥꯟ ꯒꯤ ꯑꯣꯢꯕꯤ ꯃꯤ ꯂꯥꯢ ꯀꯤꯗꯕꯤ ꯅꯨꯡꯁꯤ ꯅꯨꯡꯑꯣꯜꯒꯤ ꯑꯣꯢꯕꯤ ꯊꯧꯅꯥ ꯂꯤꯡꯖꯦꯜ ꯂꯩꯕꯤ ꯂꯥꯢꯔꯦꯝꯕꯤ ꯑꯃ ꯑꯣꯢꯅ ꯂꯧꯢ꯫ ꯃꯍꯥꯛꯅ ꯃꯍꯥꯛꯀꯤ ꯍꯤꯟꯗꯨ ꯂꯥꯢꯅꯤꯡꯒꯤ ꯂꯥꯏꯔꯦꯃꯥ ꯂꯦꯡꯃꯥꯟꯅꯕꯤ ꯂꯥꯢꯔꯦꯝꯃꯗꯤ ꯗꯨꯔꯒꯥꯅꯤ꯫ ꯃꯍꯥꯛꯀꯤ ꯒ꯭ꯔꯤꯛ ꯂꯥꯢꯅꯤꯡꯒꯤ ꯂꯦꯡꯃꯥꯟꯅꯕꯤ ꯂꯥꯢꯔꯦꯝꯕꯤꯗꯤ ꯑꯦꯊꯦꯅꯥ ꯅꯤ꯫ ꯃꯍꯥꯛ ꯑꯁꯤ ꯃꯤꯇꯩ ꯐꯨꯔꯨꯞꯅ ꯈꯨꯟꯗꯥꯕ ꯀꯪꯂꯩꯄꯥꯛ ꯃꯅꯤꯄꯨꯔ ꯑꯁꯥꯝ ꯇ꯭ꯔꯤꯄꯨꯔꯥ ꯕꯪꯂꯥꯗꯦꯁ ꯑꯃꯗꯤ ꯃ꯭ꯌꯥꯟꯃꯥꯔꯗ ꯏꯔꯥꯠꯂꯤ꯫ ꯄꯨꯋꯥꯔꯤ ꯄꯥꯟꯊꯣꯏꯕꯤ ꯈꯣꯡꯒꯨꯜꯒꯤ ꯃꯇꯨꯡ ꯏꯟꯅ ꯈꯥꯕ ꯅꯤꯡꯊꯧ ꯁꯥꯒꯩꯒꯤ ꯃꯇꯝꯗ ꯂꯥꯏꯔꯦꯝꯕꯤ ꯄꯥꯟꯊꯣꯏꯕꯤꯕꯨ ꯈꯨꯔꯨꯝꯖꯕ ꯍꯧꯈꯤ꯫ ꯈ꯭ꯔꯤꯁꯇ ꯄꯨꯝꯖꯥ ꯂꯤꯁꯤꯡ ꯑꯃ ꯆꯥꯝꯃꯗ ꯂꯣꯌꯨꯝꯕ ꯁꯤꯟꯌꯦꯟꯅ ꯂꯥꯏꯔꯦꯝꯕꯤ ꯄꯥꯟꯊꯣꯏꯕꯤꯗ ꯍꯥꯏꯁꯅꯝ ꯁꯥꯒꯩꯅ ꯁꯦꯕꯥꯒꯤ ꯃꯇꯥꯡꯗ ꯄꯜꯂꯤ꯫ ꯂꯥꯏꯔꯤꯛ ꯑꯁꯤꯅ ꯃꯍꯥꯛꯄꯨ ꯈ꯭ꯋꯥꯏꯗꯒꯤ ꯅꯨꯡꯁꯤꯖꯕ ꯃꯩꯇꯩ ꯂꯥꯏꯔꯦꯝꯕꯤꯅꯤ ꯍꯥꯏꯅ ꯀꯧꯏ꯫ ꯇꯔꯥꯇꯔꯦꯠ ꯁꯨꯕ ꯆꯍꯤꯆꯥꯗ ꯄꯥꯟꯊꯣꯏꯕꯤꯅ ꯀꯩ ꯑꯃꯗ ꯊꯧꯗꯨꯅ ꯂꯥꯟꯒꯤ ꯂꯥꯏꯔꯦꯝꯕꯤ ꯑꯃ ꯑꯣꯏꯅ ꯊꯣꯛꯂꯛꯈꯤ꯫ ꯆꯩꯊꯥꯔꯣꯜ ꯀꯨꯝꯕꯥꯕꯥꯒꯤ ꯄꯥꯟꯊꯣꯏꯕꯤꯒꯤ ꯂꯥꯏꯁꯪ ꯑꯃ ꯁꯥꯕꯒꯤ ꯑꯍꯥꯟꯕ ꯔꯦꯀꯣꯔ꯭ꯗ ꯑꯗꯨ ꯆꯍꯤ ꯂꯤꯁꯤꯡ ꯑꯃ ꯆꯥꯇ꯭ꯔꯨꯛ ꯃꯔꯐꯨ ꯇꯔꯨꯛꯇ ꯑꯣꯏꯈꯤ꯫ ꯆꯞ ꯃꯥꯟꯅꯕ ꯂꯥꯏꯔꯤꯛ ꯑꯗꯨꯒꯤ ꯃꯍꯥꯛꯀꯤ ꯃꯤꯇꯝ ꯁꯥꯕꯒꯤ ꯑꯍꯥꯟꯕ ꯔꯦꯀꯣꯔ꯭ꯗ ꯑꯗꯨ ꯆꯍꯤ ꯂꯤꯁꯤꯡ ꯑꯃ ꯆꯥꯇ꯭ꯔꯨꯛ ꯃꯧꯗ꯭ꯔꯥ ꯃꯥꯄꯟꯗ ꯑꯣꯏꯈꯤ꯫ ꯇꯔꯥꯅꯤꯄꯥꯟ ꯁꯨꯕ ꯆꯍꯤꯆꯥꯗ ꯄꯥꯟꯊꯣꯏꯕꯤꯕꯨ ꯈꯨꯔꯨꯝꯖꯕꯒꯤ ꯆꯥꯡ ꯍꯟꯊꯔꯛꯈꯤ ꯃꯁꯤꯅ ꯃꯅꯤꯄꯨꯔꯗ ꯕꯩꯁꯅꯚꯤꯖꯝ ꯆꯥꯎꯈꯠꯂꯛꯄꯒꯤ ꯃꯃꯤ ꯇꯥꯈꯤ꯫ ꯍꯤꯟꯗꯨ ꯅꯤꯡꯊꯧ ꯒꯔꯤꯕ ꯅꯤꯋꯥꯖ ꯄꯥꯝꯍꯩꯕꯥ ꯅ ꯃꯍꯥꯛꯀꯤ ꯂꯥꯏꯁꯪꯁꯤꯡ ꯂꯧꯊꯣꯛꯈꯤ ꯑꯃꯁꯨꯡ ꯃꯍꯥꯛꯀꯤ ꯃꯤꯇꯝꯁꯤꯡ ꯊꯨꯒꯥꯏꯈꯤ ꯑꯃꯁꯨꯡ ꯇꯔꯥꯅꯤꯄꯥꯜ ꯁꯨꯕ ꯆꯍꯤꯆꯥꯗꯒꯤ ꯍꯧꯅ ꯄꯥꯟꯊꯣꯏꯕꯤꯕꯨ ꯍꯤꯟꯗꯨ ꯂꯥꯏꯔꯦꯝꯕꯤ ꯗꯨꯔꯒꯥꯒꯤ ꯃꯁꯛ ꯑꯃ ꯑꯣꯏꯅ ꯅꯠꯇ꯭ꯔꯒ ꯃꯍꯥꯛꯀꯤ ꯁꯥꯌꯣꯟ ꯑꯣꯏꯅ ꯅꯠꯇ꯭ꯔꯒ ꯃꯍꯥꯛꯀꯤ ꯃꯁꯛ ꯑꯣꯏꯅ ꯂꯧꯅꯈꯤ꯫ ꯑꯁꯥꯝꯒꯤ ꯍꯣꯖꯥꯢ ꯅꯇꯨꯟ ꯕꯖꯥꯔ ꯗ ꯄꯥꯟꯊꯣꯢꯕꯤ ꯏꯔꯥꯠꯄ ꯀꯨꯝꯍꯩ ꯄꯥꯡꯊꯣꯛꯄꯗ ꯂꯥꯠꯄ ꯄꯥꯟꯊꯣꯢꯕꯤ ꯏꯃꯥ ꯒꯤ ꯃꯤꯇꯝ ꯒꯤ ꯁꯛꯇꯝ ꯅꯤ꯫ ꯄꯥꯟꯊꯣꯏꯕꯤ ꯍꯥꯏꯕꯁꯤ ꯃꯩꯇꯩ ꯅꯤꯡꯊꯧ ꯑꯃꯒꯤ ꯃꯆꯥꯅꯨꯄꯤ ꯑꯃꯥꯕꯨ ꯍꯦꯟꯗꯣꯛꯂꯕ ꯐꯖꯕꯒꯤ ꯅꯨꯄꯤ ꯑꯃꯅꯤ꯫ ꯀꯪꯂꯩꯄꯥꯛꯀꯤ ꯇꯝꯄꯥꯛꯀꯤ ꯅꯣꯡꯆꯨꯞ ꯊꯪꯕ ꯁꯔꯨꯛꯇꯒꯤ ꯅꯤꯡꯊꯧ ꯁꯄꯥꯏꯕꯥ ꯌꯥꯎꯅ ꯅꯤꯡꯊꯧ ꯑꯃꯁꯨꯡ ꯅꯤꯡꯊꯧꯃꯆꯥ ꯀꯌꯥꯅ ꯃꯍꯥꯛꯀ ꯂꯨꯍꯣꯡꯕ ꯄꯥꯝꯈꯤ꯫ ꯀꯔꯤꯒꯨꯝꯕ ꯃꯍꯥꯛꯅ ꯃꯍꯥꯛꯀ ꯂꯨꯍꯣꯡꯂꯕꯗꯤ ꯃꯍꯥꯛꯅ ꯑꯐꯕ ꯂꯝꯕꯤꯁꯤꯡ ꯐꯖꯔꯕ ꯊꯣꯡꯁꯤꯡ ꯑꯃꯁꯨꯡ ꯄꯥꯛꯆꯥꯎꯕ ꯌꯨꯝ ꯑꯃꯁꯨꯡ ꯉꯥꯒꯤ ꯄꯨꯈ꯭ꯔꯤꯁꯤꯡ ꯁꯥꯒꯅꯤ ꯍꯥꯏꯅ ꯋꯥꯁꯛꯈꯤ ꯑꯗꯨꯕꯨ ꯃꯍꯥꯛꯅ ꯃꯍꯥꯛꯀꯤ ꯋꯥꯐꯝ ꯑꯗꯨ ꯌꯥꯈꯤꯗꯦ꯫ ꯑꯔꯣꯏꯕꯗ ꯄꯥꯟꯊꯣꯏꯕꯤꯅ ꯅꯤꯡꯊꯧ ꯈꯥꯕ ꯁꯣꯃꯨꯈꯣꯡ ꯁꯣꯀ꯭ꯔꯣꯡꯕꯥ ꯑꯃꯁꯨꯡ ꯈꯥꯕꯥ ꯅꯤꯡꯊꯧ ꯁꯥꯒꯩꯒꯤ ꯂꯩꯃ ꯇꯦꯀꯪꯒꯥꯒꯤ ꯃꯆꯥꯅꯨꯄꯥ ꯇꯔꯥꯡ ꯈꯣꯏꯅꯨꯆꯥꯒ ꯂꯨꯍꯣꯡꯈꯤ꯫ ꯄꯥꯟꯊꯣꯏꯕꯤꯅ ꯑꯍꯥꯡꯕ ꯂꯝꯄꯥꯛꯁꯤꯡꯗ ꯆꯠꯂꯤꯉꯩꯗ ꯆꯦꯜꯂꯤꯕ ꯇꯨꯔꯦꯜ ꯑꯗꯨꯒꯤ ꯑꯏꯪꯕ ꯏꯁꯤꯡꯗ ꯏꯔꯨꯖꯕ ꯑꯃꯁꯨꯡ ꯁꯥꯟꯅꯔꯤꯉꯩ ꯃꯇꯝꯗ ꯂꯥꯏ ꯅꯣꯡꯄꯣꯛ ꯅꯤꯡꯊꯧꯒ ꯑꯍꯥꯟꯕ ꯑꯣꯏꯅ ꯎꯅꯈꯤ꯫ ꯃꯍꯥꯛ ꯃꯍꯥꯛꯀꯤ ꯐꯖꯔꯕ ꯃꯑꯣꯡ ꯃꯇꯧ ꯑꯃꯁꯨꯡ ꯑꯋꯥꯡꯕ ꯊꯥꯛꯀꯤ ꯃꯁꯛ ꯑꯗꯨꯗ ꯄꯨꯛꯅꯤꯡ ꯆꯤꯡꯁꯤꯟꯈꯤ꯫ ꯃꯈꯣꯏ ꯑꯅꯤ ꯑꯁꯤ ꯑꯍꯥꯟꯕ ꯎꯕꯗ ꯅꯨꯡꯁꯤꯅꯈꯤ꯫ ꯅꯣꯡꯄꯣꯛ ꯅꯤꯡꯊꯧꯅ ꯄꯥꯟꯊꯣꯏꯕꯤꯗ ꯃꯍꯥꯛꯀ ꯂꯣꯏꯅꯅ ꯆꯦꯟꯅꯕ ꯍꯥꯏꯈꯤ꯫ ꯄꯥꯟꯊꯣꯏꯕꯤ ꯑꯃꯁꯨꯡ ꯅꯣꯡꯄꯣꯛ ꯅꯤꯡꯊꯧꯒ ꯂꯣꯟꯅ ꯀꯌꯥꯔꯛ ꯎꯅꯈꯤ ꯑꯃꯁꯨꯡ ꯃꯍꯥꯛꯀꯤ ꯃꯀꯨ ꯃꯅꯥꯎꯁꯤꯡꯅ ꯆꯤꯡꯅꯈꯤ꯫ ꯃꯍꯥꯛꯀꯤ ꯁꯤꯕ ꯌꯥꯕ ꯃꯄꯨꯔꯣꯏꯕꯅ ꯃꯍꯥꯛꯀꯤ ꯊꯃꯣꯏ ꯀꯌꯥꯔꯛ ꯂꯧꯅꯕ ꯍꯣꯠꯅꯈꯤ ꯑꯗꯨꯕꯨ ꯃꯥꯏ ꯄꯥꯛꯈꯤꯗꯦ꯫ ꯄꯥꯟꯊꯣꯏꯕꯤ ꯑꯃꯁꯨꯡ ꯅꯣꯡꯄꯣꯛ ꯅꯤꯡꯊꯧꯅ ꯑꯔꯣꯏꯕꯗ ꯇꯥꯡꯈꯨꯜꯁꯤꯡꯒꯤ ꯁꯛꯂꯣꯟ ꯂꯧꯗꯨꯅ ꯀꯣꯅꯨꯡ ꯑꯗꯨꯗꯒꯤ ꯆꯦꯟꯈꯤ꯫ ꯂꯥꯏꯒꯤ ꯑꯣꯏꯕ ꯅꯨꯡꯁꯤꯖꯕ ꯑꯅꯤ ꯑꯗꯨ ꯑꯔꯣꯏꯕꯗ ꯅꯣꯡꯃꯥꯏꯆꯤꯡ ꯆꯤꯡꯁꯤꯡꯒꯤ ꯅꯨꯃꯤꯠꯅ ꯁꯣꯛꯂꯕ ꯑꯉꯝꯕ ꯃꯐꯝꯁꯤꯡꯗ ꯄꯨꯟꯁꯤꯟꯈꯤ꯫ ꯃꯈꯣꯏꯒꯤ ꯅꯨꯡꯉꯥꯏꯔꯕ ꯄꯨꯟꯁꯤ ꯑꯗꯨ ꯂꯥꯏꯁꯤꯡꯅ ꯖꯒꯣꯏ ꯑꯃꯁꯨꯡ ꯏꯁꯩ ꯅꯣꯡꯃꯥꯏꯒ ꯂꯣꯏꯅꯅ ꯄꯥꯡꯊꯣꯛꯈꯤ꯫ ꯃꯁꯤꯒꯤ ꯍꯔꯥꯎ ꯀꯨꯝꯍꯩ ꯑꯁꯤꯅ ꯂꯥꯏ ꯍꯔꯥꯎꯕꯥ ꯀꯨꯝꯍꯩ ꯄꯣꯛꯈꯤ꯫ ꯋꯥꯔꯤ ꯑꯁꯤꯒꯤ ꯑꯇꯣꯞꯄ ꯃꯑꯣꯡ ꯑꯃꯗ ꯄꯥꯟꯊꯣꯏꯕꯤꯅ ꯃꯍꯥꯛꯀꯤ ꯃꯄꯥꯕꯨꯡꯕꯨ ꯀꯛꯊꯠꯂꯒ ꯃꯩ ꯊꯥꯕꯗ ꯃꯇꯦꯡ ꯄꯥꯡꯂꯤꯉꯩ ꯃꯇꯝꯗ ꯑꯍꯥꯟꯕ ꯑꯣꯏꯅ ꯅꯣꯡꯄꯣꯛ ꯅꯤꯡꯊꯧꯒ ꯎꯅꯈꯤ꯫ ꯑꯅꯤ ꯑꯁꯤ ꯑꯍꯥꯟꯕ ꯎꯕꯗ ꯅꯨꯡꯁꯤꯅꯈꯤ꯫